ꯎꯀꯤꯜ ꯑꯃꯥꯗꯤ ꯑꯦꯀꯥꯎꯟꯇꯦꯟꯇ ꯑꯃꯥꯒꯤ ꯃꯊꯧ ꯇꯥꯕ ꯁ꯭ꯀꯤꯜꯁꯤꯡ ꯆꯥꯡꯗꯝꯅꯕ ꯑꯃꯁꯨꯡ ꯀꯟꯠꯔꯁ꯭ꯠ ꯇꯧꯕ꯫ ꯎꯀꯤꯜ ꯑꯃꯥꯗꯤ ꯑꯦꯀꯥꯎꯟꯇꯦꯟꯇ ꯑꯅꯤꯃꯛ ꯑꯁꯤ ꯌꯥꯝꯅ ꯍꯩꯊꯣꯏ-ꯁꯤꯡꯊꯣꯏꯔꯕ ꯄ꯭ꯔꯣꯐꯦꯁ꯭ꯅꯦꯜꯁꯤꯡꯅꯤ ꯑꯃꯁꯨꯡ ꯃꯈꯣꯏꯒꯤ ꯃꯁꯥꯒꯤ ꯀꯦꯔꯤꯌꯔꯗ ꯍꯦꯟꯅꯥ ꯐꯕꯥ ꯑꯣꯏꯅꯕꯒꯤꯗꯃꯛ ꯑꯆꯦꯠꯄꯥ ꯑꯦꯖꯨꯀꯦꯁꯅꯦꯜ ꯕꯦꯀꯒ꯭ꯔꯥꯎꯟꯗ, ꯑꯈꯟꯅꯕꯥ ꯇ꯭ꯔꯦꯅꯤꯡ, ꯑꯃꯁꯨꯡ ꯇꯣꯉꯥꯟ ꯇꯣꯉꯥꯟꯕ ꯁꯔꯇꯤꯐꯤꯀꯦꯁꯟꯁꯤꯡ ꯃꯊꯧ ꯇꯥꯏ꯫ ꯃꯈꯣꯏꯅ ꯀꯃꯟ ꯑꯣꯏꯕ ꯁ꯭ꯀꯨꯜ ꯈꯔꯗꯥ ꯁꯦꯌꯔ ꯇꯧꯔꯕꯁꯨ, ꯎꯀꯤꯜ ꯑꯃꯥꯗꯤ ꯑꯦꯀꯥꯎꯟꯇꯦꯟꯇ ꯑꯃꯥꯒꯤ ꯃꯊꯧ ꯇꯥꯕ ꯁ꯭ꯀꯤꯜꯁꯤꯡꯒꯤ ꯃꯔꯛꯇꯥ ꯈꯦꯠꯅꯕꯥ ꯀꯌꯥ ꯂꯩ꯫ ꯑꯥꯏꯅꯁꯤꯡ ꯑꯃꯁꯨꯡ ꯀꯣꯔꯇꯀꯤ ꯋꯥꯔꯦꯞꯁꯤꯡ ꯂꯧꯁꯤꯟꯕ ꯉꯝꯅꯕ, ꯑꯃꯁꯨꯡ ꯑꯐꯕ ꯑꯥꯏꯅꯒꯤ ꯑꯣꯏꯕ ꯋꯥꯐꯝꯁꯤꯡ ꯁꯦꯝꯒꯠꯄꯥ ꯉꯝꯅꯕ ꯎꯀꯤꯜꯁꯤꯡꯅꯥ ꯂꯤꯒꯦꯜ ꯔꯤꯁꯔꯆ ꯑꯃꯁꯨꯡ ꯑꯦꯅꯥꯂꯥꯏꯇꯤꯀꯦꯜ ꯊꯤꯡꯀꯤꯡꯗꯥ ꯑꯆꯦꯠꯄꯥ ꯁ꯭ꯀꯤꯜ ꯂꯩꯕ ꯃꯊꯧ ꯇꯥꯏ꯫ ꯃꯈꯣꯏꯅ ꯑꯌꯥꯝꯕ ꯃꯇꯝꯗꯥ ꯀꯣꯔꯠꯇꯥ ꯃꯈꯣꯏꯒꯤ ꯀ꯭ꯂꯥꯏꯟꯁꯤꯡꯕꯨ ꯔꯤꯞꯔꯖꯦꯟꯇꯦꯠ ꯇꯧꯕꯅ ꯃꯔꯝ ꯑꯣꯏꯗꯨꯅ ꯃꯈꯣꯏꯅ ꯑꯐꯕ ꯀꯝꯝꯌꯨꯅꯤꯀꯦꯁꯟ ꯑꯃꯁꯨꯡ ꯅꯦꯒꯣꯁꯤꯑꯦꯁꯟ ꯑꯦꯕꯤꯂꯤꯇꯤꯁꯤꯡ ꯂꯩꯒꯗꯕꯅꯤ ꯑꯃꯁꯨꯡ ꯃꯈꯣꯏꯒꯤ ꯀꯦꯁꯁꯤꯡ ꯑꯗꯨ ꯏꯐꯦꯛꯇꯤꯜ ꯑꯣꯏꯅ ꯑꯥꯔꯒꯨꯃꯦꯟꯇ ꯇꯧꯒꯗꯕꯅꯤ꯫ ꯎꯀꯤꯜꯁꯤꯡꯅ ꯀꯝꯄ꯭ꯂꯦꯟ ꯂꯤꯒꯦꯜ ꯗꯣꯛꯌꯨꯃꯦꯟꯠꯁꯤꯡ ꯁꯦꯝꯕ ꯉꯝꯕ ꯑꯃꯁꯨꯡ ꯂꯤꯒꯦꯜ ꯄ꯭ꯔꯣꯁꯤꯗ꯭ꯌꯨꯑꯣꯔꯁꯤꯡꯒꯤ ꯃꯇꯥꯡꯗ ꯌꯥꯝꯅ ꯀꯨꯞꯅꯥ ꯈꯪꯖꯤꯟꯕ ꯉꯝꯕ ꯃꯊꯧ ꯇꯥꯏ꯫ ꯑꯃꯔꯣꯝꯗꯥ ꯑꯦꯀꯥꯎꯟꯇꯦꯟꯇꯁꯤꯡꯅꯥ ꯑꯋꯥꯡꯕ ꯊꯥꯛꯀꯤ ꯃꯦꯊꯃꯦꯇꯤꯀꯦꯜ ꯄ꯭ꯔꯣꯐꯤꯁꯤꯑꯦꯟꯁꯤ ꯂꯩꯒꯗꯕꯅꯤ ꯑꯃꯁꯨꯡ ꯃꯁꯤꯡ ꯑꯃꯁꯨꯡ ꯐꯥꯏꯅꯥꯟꯁꯤꯑꯦꯜ ꯗꯦꯇꯥꯒꯥ ꯂꯣꯏꯅꯅꯥ ꯑꯀꯛꯅꯕ ꯃꯑꯣꯡꯗ ꯊꯕꯛ ꯇꯧꯕꯥ ꯉꯝꯒꯗꯕꯅꯤ꯫ ꯃꯈꯣꯏꯗ ꯑꯆꯦꯠꯄꯥ ꯑꯦꯅꯥꯂꯥꯏꯇꯤꯀꯦꯜ ꯁ꯭ꯀꯤꯜ ꯂꯩꯒꯗꯕꯅꯤ ꯑꯃꯁꯨꯡ ꯐꯥꯏꯅꯥꯟꯁꯤꯑꯦꯜ ꯁ꯭ꯇꯦꯇꯃꯦꯟꯇ ꯑꯃꯁꯨꯡ ꯕꯦꯂꯦꯟꯁ ꯁꯤꯠꯁꯤꯡ ꯏꯟꯇꯔꯞꯔꯥꯏꯖ ꯇꯧꯕ ꯉꯝꯕꯥ ꯑꯣꯏꯒꯗꯕꯅꯤ꯫ ꯑꯦꯀꯥꯎꯟꯇꯦꯟꯇ ꯑꯃꯅꯥ ꯇꯦꯛꯁꯀꯤ ꯑꯥꯏꯟ ꯑꯃꯁꯨꯡ ꯆꯠꯅ-ꯀꯥꯡꯂꯣꯟꯁꯤꯡꯒꯤ ꯃꯇꯥꯡꯗ ꯌꯥꯝꯅ ꯀꯨꯞꯅ ꯈꯪꯕꯥ ꯃꯊꯧ ꯇꯥꯏ, ꯑꯃꯁꯨꯡ ꯃꯈꯣꯏꯒꯤ ꯀ꯭ꯂꯥꯏꯟꯇꯁꯤꯡꯅꯥ ꯁꯦꯜ-ꯊꯨꯝꯒꯤ ꯋꯥꯔꯦꯞꯁꯤꯡ ꯂꯧꯕꯗꯥ ꯃꯇꯦꯡ ꯄꯥꯡꯕ ꯉꯝꯕ ꯃꯊꯧ ꯇꯥꯏ꯫ ꯂꯣꯏꯁꯤꯜꯂꯛꯄꯗꯥ, ꯎꯀꯤꯜ ꯑꯃꯁꯨꯡ ꯑꯦꯀꯥꯎꯟꯇꯦꯟꯇ ꯑꯅꯤꯃꯛꯅ ꯑꯆꯦꯠꯄꯥ ꯑꯦꯖꯨꯀꯦꯁꯅꯦꯜ ꯕꯦꯀꯒ꯭ꯔꯥꯎꯟꯗ, ꯑꯦꯅꯥꯂꯥꯏꯇꯤꯀꯦꯜ ꯑꯣꯏꯕꯥ ꯋꯥꯈꯜꯂꯣꯟ, ꯑꯃꯁꯨꯡ ꯑꯥꯏꯟ ꯑꯃꯁꯨꯡ ꯆꯠꯅ-ꯀꯥꯡꯂꯣꯟꯁꯤꯡꯒꯤ ꯃꯇꯥꯡꯗ ꯑꯐꯕ ꯋꯥꯈꯜꯂꯣꯟ ꯂꯩꯕ ꯃꯊꯧ ꯇꯥꯕꯁꯨ, ꯎꯀꯤꯜꯁꯤꯡꯅꯥ ꯄꯥꯎ ꯐꯥꯎꯕꯥ, ꯋꯥꯔꯤ ꯁꯥꯅꯕꯥ, ꯑꯃꯁꯨꯡ ꯑꯥꯏꯅꯒꯤ ꯑꯣꯏꯕ ꯊꯧꯑꯣꯡꯁꯤꯡꯗꯥ ꯍꯦꯟꯅꯥ ꯍꯩꯊꯣꯏ-ꯁꯤꯡꯊꯣꯏꯕ ꯃꯊꯧ ꯇꯥꯏ, ꯑꯗꯨꯒꯥ ꯑꯦꯀꯥꯎꯟꯇꯦꯟꯇꯁꯤꯡꯅꯥ ꯃꯁꯤꯗꯥ ꯍꯦꯟꯅꯥ ꯍꯩꯊꯣꯏ-ꯁꯤꯡꯊꯣꯏꯕ ꯂꯩꯒꯗꯕꯅꯤ꯫ ꯃꯦꯊꯃꯦꯇꯤꯛꯁ ꯑꯃꯁꯨꯡ ꯐꯥꯏꯅꯥꯟꯁꯤꯑꯦꯜ ꯑꯦꯅꯥꯂꯥꯏꯁꯤꯁꯀꯤ ꯃꯇꯥꯡꯗ ꯋꯥꯐꯝ ꯀꯌꯥ ꯊꯝꯈꯤ꯫ ꯌꯨꯅꯤꯚꯔꯁꯤꯇꯤꯒꯤ ꯑꯦꯁꯥꯏꯅꯃꯦꯟꯠꯁꯤꯡꯒꯤꯗꯃꯛꯇꯥ ꯀꯝꯞꯌꯨꯇꯔ ꯁꯤꯖꯤꯟꯅꯕꯅ ꯀꯔꯤꯒꯤꯗꯃꯛꯇꯥ ꯀꯥꯟꯅꯔꯤꯕꯅꯣ ꯍꯥꯏꯕꯗꯨ ꯁꯟꯗꯣꯛꯅꯥ ꯇꯥꯛꯄꯤꯌꯨ꯫ ꯌꯨꯅꯤꯚꯔꯁꯤꯇꯤꯒꯤ ꯑꯦꯁꯥꯏꯅꯃꯦꯟꯠꯁꯤꯡꯒꯤꯗꯃꯛꯇꯥ ꯀꯝꯞꯌꯨꯇꯔ ꯁꯤꯖꯤꯟꯅꯕꯅ ꯀꯥꯟꯅꯕ ꯀꯌꯥ ꯑꯃꯥ ꯄꯤꯔꯤ꯫ ꯃꯈꯣꯏ ꯈꯔꯗꯤ ꯃꯈꯥꯗꯥ ꯄꯤꯔꯤ ꯏꯐꯤꯁꯤꯑꯦꯟꯁꯤ ꯇꯣꯉꯥꯟ-ꯇꯣꯉꯥꯟꯕ ꯁꯣꯐꯇꯋꯥꯌꯔ ꯑꯃꯁꯨꯡ ꯇꯨꯂꯁꯤꯡꯒꯤ ꯃꯇꯦꯡꯅꯥ ꯀꯝꯞꯌꯨꯇꯔꯅꯥ ꯃꯍꯩꯔꯣꯏꯁꯤꯡꯗꯥ ꯃꯈꯣꯏꯒꯤ ꯑꯦꯁꯥꯏꯅꯃꯦꯟꯠꯁꯤꯡ ꯑꯗꯨ ꯊꯨꯅꯥ ꯑꯃꯁꯨꯡ ꯌꯥꯝꯅ ꯊꯨꯅꯥ ꯃꯄꯨꯡ ꯐꯥꯍꯟꯕꯗ ꯃꯇꯦꯡ ꯄꯥꯡꯏ꯫ ꯃꯍꯧꯁꯥꯅꯥ ꯇꯥꯏꯞ ꯇꯧꯕ ꯑꯁꯤ ꯈꯨꯠꯅꯥ ꯏꯕꯗꯒꯤ ꯍꯦꯟꯅꯥ ꯌꯥꯡꯏ, ꯑꯃꯁꯨꯡ ꯅꯍꯥꯛꯅꯥ ꯑꯁꯣꯏꯕꯁꯤꯡ ꯑꯗꯨ ꯑꯃꯨꯛ ꯍꯟꯅꯥ ꯍꯧꯗꯣꯛꯄꯥ ꯃꯊꯧ ꯇꯥꯗꯅ ꯐꯖꯅ ꯀꯣꯛꯍꯟꯕ ꯌꯥꯏ꯫ ꯔꯤꯁꯔꯆ ꯀꯝꯞꯌꯨꯇꯔꯅꯥ ꯏꯟꯇꯔꯅꯦꯇꯀꯤ ꯈꯨꯠꯊꯥꯡꯗ ꯏꯟꯐꯣꯔꯃꯦꯁꯟ ꯀꯌꯥ ꯑꯃꯥ ꯐꯪꯍꯜꯂꯤ꯫ ꯃꯁꯤꯅꯥ ꯃꯍꯩꯔꯣꯏꯁꯤꯡꯗꯥ ꯍꯤꯔꯝꯁꯤꯡ ꯊꯤꯕ, ꯗꯦꯇꯥ ꯈꯣꯝꯖꯤꯟꯕ ꯑꯃꯁꯨꯡ ꯃꯈꯣꯏꯒꯤ ꯑꯦꯁꯥꯏꯅꯃꯦꯟꯠꯁꯤꯡꯒꯤꯗꯃꯛꯇꯥ ꯔꯤꯁꯣꯔꯁꯁꯤꯡ ꯊꯤꯕꯗ ꯂꯥꯏꯊꯣꯛꯍꯜꯂꯤ꯫ ꯑꯣꯔꯒꯥꯅꯥꯏꯖꯦꯁꯟ ꯀꯝꯞꯌꯨꯇꯔ ꯑꯃꯅꯥ ꯅꯍꯥꯛꯀꯤ ꯑꯦꯁꯥꯏꯅꯃꯦꯟꯠ ꯑꯃꯁꯨꯡ ꯅꯣꯠ ꯄꯨꯝꯅꯃꯛ ꯃꯐꯝ ꯑꯃꯗ ꯐꯖꯅ ꯑꯣꯔꯒꯥꯅꯥꯏꯖ ꯇꯧꯕ ꯑꯃꯁꯨꯡ ꯁ꯭ꯇꯣꯔ ꯇꯧꯕ ꯌꯥꯏ꯫ ꯃꯁꯤꯅ ꯃꯊꯧ ꯇꯥꯕ ꯃꯇꯝꯗ ꯅꯍꯥꯛꯀꯤ ꯊꯕꯛ ꯑꯗꯨ ꯊꯤꯕ ꯑꯃꯁꯨꯡ ꯑꯦꯛꯁꯦꯁ ꯇꯧꯕꯗ ꯂꯥꯏꯍꯜꯂꯤ꯫ ꯄꯨꯟꯅꯥ ꯊꯕꯛ ꯇꯧꯃꯤꯟꯅꯕꯥ ꯀꯝꯞꯌꯨꯇꯔ ꯑꯃꯁꯨꯡ ꯏꯟꯇꯔꯅꯦꯇꯅꯥ ꯃꯍꯩꯔꯣꯏꯁꯤꯡꯕꯨ ꯃꯐꯝ ꯑꯃꯗ ꯐꯤꯖꯤꯀꯦꯜ ꯑꯣꯏꯅ ꯂꯩꯇ꯭ꯔꯕꯁꯨ ꯒ꯭ꯔꯨꯞ ꯑꯦꯁꯥꯏꯅꯃꯦꯟꯠꯁꯤꯡꯗ ꯄꯨꯟꯅ ꯊꯕꯛ ꯇꯧꯃꯤꯟꯅꯕ ꯉꯝꯍꯜꯂꯤ꯫ ꯃꯁꯤꯅ ꯃꯍꯩꯔꯣꯏꯁꯤꯡꯕꯨ ꯑꯇꯣꯞꯄꯁꯤꯡꯒ ꯂꯣꯏꯅꯅꯥ ꯊꯕꯛ ꯇꯧꯃꯤꯟꯅꯕ ꯑꯃꯁꯨꯡ ꯄ꯭ꯔꯣꯖꯦꯛꯇꯁꯤꯡꯗꯥ ꯏꯐꯦꯛꯇꯤꯚ ꯑꯣꯏꯅ ꯄꯨꯟꯅꯥ ꯊꯕꯛ ꯇꯧꯃꯤꯟꯅꯕ ꯉꯝꯍꯜꯂꯤ꯫ ꯄ꯭ꯔꯖꯦꯟꯇꯦꯁꯟ ꯀꯝꯞꯌꯨꯇꯔ ꯑꯃꯒꯥ ꯂꯣꯏꯅꯅꯥ ꯅꯍꯥꯛꯅꯥ ꯑꯦꯁ꯭ꯇꯦꯇꯤꯛ ꯑꯣꯏꯅ ꯅꯨꯡꯉꯥꯏꯕ ꯑꯃꯁꯨꯡ ꯃꯤꯠꯌꯦꯡꯗꯥ ꯌꯦꯡꯅꯤꯡꯉꯥꯏ ꯑꯣꯏꯕ ꯄ꯭ꯔꯖꯦꯟꯇꯦꯁꯟꯁꯤꯡ, ꯗꯣꯛꯌꯨꯃꯦꯟꯠꯁꯤꯡ ꯑꯃꯁꯨꯡ ꯔꯤꯄꯣꯔꯇꯁꯤꯡ ꯁꯦꯝꯕ ꯌꯥꯏ꯫ ꯃꯁꯤꯅꯥ ꯅꯍꯥꯛꯀꯤ ꯊꯕꯛ ꯑꯗꯨ ꯃꯁꯛ ꯊꯣꯛꯄꯥ ꯑꯣꯏꯍꯟꯕꯗ ꯃꯇꯦꯡ ꯄꯥꯡꯒꯅꯤ ꯑꯃꯁꯨꯡ ꯅꯍꯥꯛꯀꯤ ꯋꯥꯈꯜꯂꯣꯟꯁꯤꯡ ꯑꯗꯨ ꯏꯐꯦꯛꯇꯤꯜ ꯑꯣꯏꯅ ꯄꯥꯎ ꯐꯥꯎꯅꯕꯗꯥ ꯃꯇꯦꯡ ꯄꯥꯡꯒꯅꯤ꯫ ꯑꯄꯨꯟꯕ ꯑꯣꯏꯅ, ꯌꯨꯅꯤꯚꯔꯁꯤꯇꯤꯒꯤ ꯑꯦꯁꯥꯏꯅꯃꯦꯟꯠꯁꯤꯡꯒꯤꯗꯃꯛꯇꯥ ꯀꯝꯞꯌꯨꯇꯔ ꯁꯤꯖꯤꯟꯅꯕꯅ ꯀꯥꯟꯅꯕ ꯀꯌꯥ ꯑꯃꯥ ꯄꯤꯔꯤ, ꯃꯗꯨꯒꯤ ꯃꯅꯨꯡꯗꯥ ꯏꯐꯤꯁꯤꯑꯦꯟꯁꯤ, ꯔꯤꯁꯔꯆ, ꯑꯣꯔꯒꯅꯥꯏꯖꯦꯁꯟ, ꯀꯣꯂꯥꯕꯣꯔꯦꯁꯟ, ꯑꯃꯁꯨꯡ ꯄ꯭ꯔꯖꯦꯟꯇꯦꯁꯟ ꯌꯥꯎꯔꯤ꯫ ꯃꯁꯤꯅꯥ ꯃꯍꯩꯔꯣꯏꯁꯤꯡꯗ ꯃꯈꯣꯏꯒꯤ ꯊꯕꯛꯁꯤꯡ ꯊꯨꯅꯥ ꯑꯃꯁꯨꯡ ꯏꯐꯦꯛꯇꯤꯜ ꯑꯣꯏꯅ ꯂꯣꯏꯁꯤꯟꯕꯗ ꯃꯇꯦꯡ ꯄꯥꯡꯕꯒ ꯂꯣꯏꯅꯅꯥ ꯑꯋꯥꯡꯕ ꯊꯥꯛꯀꯤ ꯊꯕꯛꯁꯤꯡ ꯄꯨꯊꯣꯛꯄꯗꯁꯨ ꯃꯇꯦꯡ ꯄꯥꯡꯒꯅꯤ꯫।